‎ꯄ꯭ꯔꯗꯛ ꯇꯤꯝ ꯑꯃꯗꯥ ꯀꯁꯇꯃꯔꯒꯤ ꯐꯤꯗꯕꯦꯛ ꯄꯤꯅꯕꯒꯤ ꯇꯦꯛꯅꯤꯛ ꯑꯍꯨꯝ ꯂꯤꯁꯤꯠ ꯇꯧ꯫ ꯌꯨꯖꯔ ꯁꯔꯚꯦ: ꯁꯔꯚꯦ ꯑꯁꯤ ꯀꯁꯇꯃꯔꯁꯤꯡꯒꯤ ꯐꯤꯗꯕꯦꯛ ꯈꯣꯝꯖꯤꯟꯅꯕꯒꯤ ꯀꯃꯟ ꯑꯣꯏꯕꯥ ꯇꯦꯛꯅꯤꯛ ꯑꯃꯅꯤ꯫ ꯄ꯭ꯔꯗꯛ ꯇꯤꯝꯅꯥ ꯑꯣꯟꯂꯥꯏꯟꯒꯤ ꯈꯨꯠꯂꯥꯏꯁꯤꯡ ꯁꯤꯖꯤꯟꯅꯗꯨꯅꯥ ꯄꯣꯠꯊꯣꯛ ꯑꯗꯨꯒꯥ ꯃꯔꯤ ꯂꯩꯅꯕꯥ ꯑꯀꯛꯅꯕꯥ ꯋꯥꯍꯪꯁꯤꯡꯒꯥ ꯂꯣꯏꯅꯅꯥ ꯁꯔꯚꯦ ꯁꯦꯝꯕꯥ ꯌꯥꯏ, ꯃꯁꯤꯅꯥ ꯀꯁ꯭ꯇꯃꯔꯁꯤꯡꯅꯥ ꯄꯣꯠꯊꯣꯛ ꯑꯗꯨꯒꯤ ꯃꯇꯥꯡꯗꯥ ꯃꯈꯣꯏꯒꯤ ꯋꯥꯈꯜꯂꯣꯟ, ꯐꯤꯚꯝ ꯑꯃꯁꯨꯡ ꯋꯥꯈꯜꯂꯣꯟꯁꯤꯡ, ꯃꯁꯤꯒꯤ ꯃꯑꯣꯡ ꯃꯇꯧꯁꯤꯡ, ꯑꯃꯁꯨꯡ ꯄꯔꯐꯣꯃꯦꯟꯁꯀꯤ ꯃꯇꯥꯡꯗꯥ ꯐꯣꯡꯗꯣꯛꯄ ꯌꯥꯍꯜꯂꯤ꯫ ꯐꯣꯀꯁ ꯒ꯭ꯔꯨꯞꯁꯤꯡ: ꯐꯣꯀꯁ ꯒ꯭ꯔꯨꯞꯁꯤꯡ ꯑꯁꯤ ꯀꯁꯇꯃꯔꯁꯤꯡꯗꯒꯤ ꯐꯤꯗꯕꯦꯛ ꯂꯧꯕꯒꯤ ꯑꯇꯣꯞꯄ ꯃꯑꯣꯡ ꯑꯃꯅꯤ꯫ ꯐꯣꯀꯁ ꯒ꯭ꯔꯨꯞ ꯍꯥꯏꯕꯁꯤ ꯄꯣꯠꯊꯣꯛ ꯑꯗꯨꯒꯤ ꯂꯣꯏꯅꯅꯥ ꯃꯈꯣꯏꯒꯤ ꯋꯥꯈꯜꯂꯣꯟ ꯑꯃꯁꯨꯡ ꯑꯦꯛꯁꯄꯔꯤꯌꯦꯟꯁꯁꯤꯡ ꯈꯟꯅꯅꯕꯥ ꯄꯨꯟꯁꯤꯜꯂꯕꯥ ꯑꯄꯤꯛꯄꯥ, ꯇꯣꯞ ꯇꯣꯞꯄꯥ ꯃꯤꯑꯣꯏꯁꯤꯡꯒꯤ ꯀꯥꯡꯂꯨꯞ ꯑꯃꯅꯤ꯫ ꯃꯁꯤꯅꯥ ꯄꯣꯠꯊꯣꯛ ꯀꯥꯡꯕꯨ ꯑꯗꯨꯅꯥ ꯃꯈꯣꯏꯒꯤ ꯀꯁꯇꯃꯔꯁꯤꯡꯒꯤ ꯃꯊꯧ ꯇꯥꯕꯁꯤꯡ, ꯄꯁꯟꯗꯁꯤꯡ ꯑꯃꯁꯨꯡ ꯋꯥꯈꯜꯂꯣꯟꯁꯤꯡꯒꯤ ꯃꯇꯥꯡꯗ ꯌꯥꯝꯅꯥ ꯀꯨꯞꯅ ꯈꯡꯕ ꯉꯝꯍꯜꯂꯤ꯫ ꯁꯣꯁꯤꯑꯦꯜ ꯃꯤꯗꯤꯌꯥ ꯃꯣꯅꯤꯇꯔ ꯇꯧꯕꯥ: ꯁꯣꯁꯤꯑꯦꯜ ꯃꯤꯗꯤꯌꯥ ꯄ꯭ꯂꯦꯠꯐꯣꯔꯝꯁꯤꯡꯅꯥ ꯀꯁ꯭ꯇꯃꯔꯁꯤꯡꯒꯤ ꯐꯤꯗꯕꯦꯛꯀꯤ ꯃꯇꯥꯡꯗꯥ ꯏꯟꯐꯣꯔꯃꯦꯁꯟ ꯀꯌꯥ ꯑꯃꯥ ꯄꯤꯔꯤ꯫ ꯄ꯭ꯔꯗꯛ ꯇꯤꯝꯅ ꯁꯣꯁꯤꯑꯦꯜ ꯃꯤꯗꯤꯌꯥ ꯄ꯭ꯂꯦꯠꯐꯣꯔꯝꯁꯤꯡꯗꯥ ꯄ꯭ꯔꯗꯛꯇꯨꯒꯤ ꯄꯣꯁꯁꯤꯡ, ꯀꯃꯦꯟꯇꯁꯤꯡ, ꯑꯃꯁꯨꯡ ꯃꯦꯟꯁꯟꯁꯤꯡ ꯇ꯭ꯔꯦꯛ ꯇꯧꯗꯨꯅꯥ ꯀꯁ꯭ꯇꯃꯔꯁꯤꯡꯒꯤ ꯐꯤꯗꯕꯦꯛ ꯌꯦꯡꯁꯤꯟꯕꯥ ꯌꯥꯏ꯫ ꯃꯈꯣꯏꯅ ꯀꯁ꯭ꯇꯃꯔꯁꯤꯡꯒꯤ ꯋꯥꯈꯜꯂꯣꯟꯁꯤꯡ, ꯋꯥꯈꯜ ꯋꯥꯕꯥ ꯑꯃꯁꯨꯡ ꯄꯣꯠꯊꯣꯛ ꯑꯃꯒ ꯃꯔꯤ ꯂꯩꯅꯕꯥ ꯑꯦꯛꯁꯄꯔꯤꯌꯦꯟꯁꯁꯤꯡꯒꯤ ꯃꯇꯥꯡꯗꯥ ꯋꯥꯈꯜꯂꯣꯟꯁꯤꯡ ꯈꯣꯃꯖꯤꯟꯕ ꯌꯥꯏ, ꯑꯃꯁꯨꯡ ꯏꯅꯐꯣꯔꯃꯦꯁꯟ ꯑꯁꯤ ꯄꯣꯠꯊꯣꯛ ꯁꯦꯃꯒꯠꯄꯥ ꯑꯃꯁꯨꯡ ꯐꯒꯠꯍꯅꯕꯒꯤ ꯃꯇꯥꯡꯗꯥ ꯋꯥꯈꯜ ꯇꯥꯕꯥ ꯋꯥꯔꯦꯞ ꯂꯧꯕꯗꯥ ꯁꯤꯖꯤꯟꯅꯕꯥ ꯌꯥꯏ꯫ ꯗꯦꯕꯤꯠ ꯀꯥꯔꯗ ꯑꯃꯒꯥ ꯀ꯭ꯔꯦꯗꯤꯠ ꯀꯥꯔꯗ ꯑꯃꯒꯥ ꯆꯥꯡꯗꯝꯅꯕꯥ꯫ ꯗꯦꯕꯤꯠ ꯀꯥꯔꯗ ꯍꯥꯌꯕꯁꯤ ꯕꯦꯡ ꯑꯦꯀꯥꯎꯟ ꯑꯃꯒꯥ ꯂꯤꯉꯛ ꯇꯧꯕꯥ ꯄꯦꯃꯦꯟꯇ ꯀꯥꯔꯗ ꯑꯃꯅꯤ, ꯃꯁꯤꯅꯥ ꯀꯥꯔꯗ ꯍꯣꯜꯗꯔ ꯑꯃꯅꯥ ꯃꯈꯣꯏꯒꯤ ꯑꯦꯀꯥꯎꯟꯇꯗ ꯂꯩꯔꯤꯕꯥ ꯁꯦꯟꯐꯝ ꯑꯗꯨ ꯐꯥꯎꯕꯥ ꯄꯔꯆꯦꯖ ꯇꯧꯕꯥ ꯅꯠꯇ꯭ꯔꯒꯥ ꯁꯦꯜ ꯂꯧꯊꯣꯛꯄ ꯌꯥꯍꯜꯂꯤ꯫ ꯗꯦꯕꯤꯠ ꯀꯥꯔꯗ ꯑꯁꯤ ꯀꯦꯁ ꯅꯠꯇ꯭ꯔꯒ ꯆꯦꯒꯤ ꯃꯍꯨꯠꯇꯥ ꯑꯇꯣꯞꯄꯥ ꯃꯑꯣꯡ ꯑꯃꯅꯤ, ꯑꯃꯁꯨꯡ ꯗꯦꯕꯤꯠ ꯀꯥꯔꯗ ꯑꯃꯒꯥ ꯂꯣꯏꯅꯅꯥ ꯇꯧꯕꯥ ꯇ꯭ꯔꯥꯟꯖꯦꯛꯁꯟꯁꯤꯡ ꯑꯁꯤ ꯃꯍꯧꯁꯥꯅꯥ ꯈꯨꯗꯛꯇꯥ ꯃꯊꯧ ꯇꯧꯏ, ꯃꯗꯨꯅꯥ ꯁꯤꯖꯤꯟꯅꯔꯤꯕ ꯃꯤꯗꯨꯒꯤ ꯑꯦꯀꯥꯎꯟꯇꯇꯒꯤ ꯂꯩꯔꯤꯕꯥ ꯄꯩꯁꯥꯁꯤꯡ ꯑꯗꯨ ꯈꯨꯗꯛꯇꯥ ꯂꯧꯊꯣꯛꯏ꯫ ꯑꯃꯔꯣꯝꯗꯥ, ꯀ꯭ꯔꯦꯗꯤꯠ ꯀꯥꯔꯗ ꯍꯥꯏꯕꯁꯤ ꯀꯥꯔꯗ ꯍꯣꯜꯗꯔ ꯑꯗꯨꯅꯥ ꯀꯥꯔꯗ ꯄꯤꯔꯤꯕꯥ ꯃꯤꯑꯣꯏ ꯑꯗꯨꯅꯥ ꯃꯃꯥꯡꯗꯥ ꯂꯦꯞꯊꯣꯛꯂꯕꯥ ꯑꯀꯛꯅꯕꯥ ꯂꯤꯃꯤꯠ ꯑꯃꯐꯥꯎꯕꯥ ꯁꯦꯜ ꯂꯧꯕꯥ ꯌꯥꯍꯅꯒꯗꯕꯥ ꯄꯦꯃꯦꯟꯇ ꯀꯥꯔꯗ ꯑꯃꯅꯤ, ꯃꯁꯤꯅꯥ ꯄꯔꯆꯦꯖ ꯇꯧꯕꯥ ꯅꯠꯇ꯭ꯔꯒꯥ ꯁꯦꯜ ꯂꯧꯊꯣꯛꯄꯥ ꯌꯥꯍꯜꯂꯤ꯫ ꯀ꯭ꯔꯦꯗꯤꯠ ꯀꯥꯔꯗ ꯑꯃꯅꯥ ꯂꯣꯅꯒꯨꯝꯅꯥ ꯊꯕꯛ ꯇꯧꯏ, ꯃꯐꯝ ꯑꯁꯤꯗꯥ ꯀꯥꯔꯗ ꯍꯣꯜꯗꯔ ꯑꯗꯨꯅꯥ ꯂꯧꯈꯤꯕꯥ ꯁꯦꯅꯐꯝ ꯑꯗꯨꯒꯥ ꯂꯣꯌꯅꯅꯥ ꯏꯟꯇꯔꯦꯁ ꯑꯗꯨ ꯄꯤꯕꯥ ꯃꯊꯧ ꯇꯥꯏ, ꯃꯍꯧꯁꯥꯅꯥ ꯊꯥ ꯈꯨꯗꯤꯡꯒꯤ꯫ ꯗꯦꯕꯤꯠ ꯀꯥꯔꯗ ꯑꯃꯁꯨꯡ ꯀ꯭ꯔꯦꯗꯤꯠ ꯀꯥꯔꯗꯀꯤ ꯃꯔꯛꯇꯥ ꯂꯩꯕꯥ ꯃꯔꯨꯑꯣꯏꯕꯥ ꯈꯦꯠꯅꯕꯥ ꯑꯃꯗꯤ ꯇ꯭ꯔꯥꯟꯖꯦꯛꯁꯅꯁꯤꯡ ꯑꯁꯤ ꯀꯔꯝꯅ ꯃꯊꯧ ꯇꯧꯕꯒꯦ ꯍꯥꯏꯕꯗꯨꯗꯥ ꯂꯩ꯫ ꯅꯍꯥꯛꯅꯥ ꯗꯦꯕꯤꯠ ꯀꯥꯔꯗ ꯑꯃꯅꯥ ꯂꯩꯕ ꯃꯇꯃꯗꯥ, ꯐꯟꯗꯁꯤꯡ ꯑꯗꯨ ꯅꯍꯥꯛꯀꯤ ꯕꯦꯡ ꯑꯦꯀꯥꯎꯟꯇꯇꯒꯤ ꯍꯛꯊꯦꯡꯅꯅꯥ ꯂꯧꯊꯣꯛꯏ꯫ ꯑꯃꯔꯣꯃꯗꯥ, ꯅꯍꯥꯛꯅꯥ ꯀ꯭ꯔꯦꯗꯤꯠ ꯀꯥꯔꯗ ꯁꯤꯖꯤꯟꯅꯗꯨꯅꯥ ꯂꯩꯕ ꯅꯠꯇ꯭ꯔꯒ ꯀꯦꯁ ꯂꯧꯊꯣꯛꯄꯥ ꯃꯇꯝꯗꯥ, ꯅꯍꯥꯛꯅꯥ ꯀꯥꯔꯗ ꯄꯤꯔꯤꯕꯥ ꯃꯤꯑꯣꯏ ꯑꯗꯨꯗꯒꯤ ꯁꯦꯜ ꯂꯧꯔꯤ, ꯑꯃꯁꯨꯡ ꯅꯍꯥꯛꯅꯥ ꯁꯦꯅꯐꯝ ꯑꯗꯨ, ꯏꯟꯇꯔꯦꯁ ꯌꯥꯎꯅꯥ, ꯇꯨꯡꯗꯥ ꯄꯤꯕꯒꯤ ꯑꯣꯕꯂꯤꯒꯦꯁꯟ ꯂꯩ꯫ ꯗꯦꯕꯤꯠ ꯀꯥꯔꯗ ꯑꯃꯁꯨꯡ ꯀ꯭ꯔꯦꯗꯤꯠ ꯀꯥꯔꯗꯀꯤ ꯃꯔꯛꯇꯥ ꯂꯩꯕꯥ ꯑꯇꯣꯞꯄꯥ ꯑꯆꯧꯕꯥ ꯈꯦꯠꯅꯕꯥ ꯑꯃꯗꯤ ꯐꯤ ꯑꯃꯁꯨꯡ ꯏꯟꯇꯔꯦꯁ ꯔꯦꯠꯁꯤꯡ ꯁꯤꯖꯤꯟꯅꯕꯒꯤ ꯃꯑꯣꯡ ꯑꯁꯤꯅꯤ꯫ ꯗꯦꯕꯤꯠ ꯀꯥꯔꯗꯁꯤꯡꯒꯥ ꯂꯣꯏꯅꯅꯥ, ꯑꯦꯀꯥꯎꯟꯇ ꯑꯗꯨ ꯑꯐꯕꯥ ꯃꯑꯣꯡꯗꯥ ꯂꯩꯔꯤꯕꯃꯈꯩ, ꯑꯌꯥꯝꯕꯥ ꯃꯇꯃꯗꯥ ꯃꯈꯣꯏ ꯁꯤꯖꯤꯟꯅꯕꯒꯥ ꯃꯔꯤ ꯂꯩꯅꯕꯥ ꯐꯤ ꯅꯠꯇ꯭ꯔꯒꯥ ꯏꯟꯇꯔꯦꯁ ꯆꯥꯔꯖ ꯑꯃꯠꯇꯥ ꯂꯩꯇꯦ꯫ ꯃꯥꯏꯀꯩ ꯑꯃꯔꯣꯝꯗ, ꯀ꯭ꯔꯦꯗꯤꯠ ꯀꯥꯔꯗꯁꯤꯡꯗ ꯑꯌꯥꯝꯕꯗꯤ ꯇꯣꯉꯥꯟ-ꯇꯣꯉꯥꯟꯕꯥ ꯐꯤꯁꯤꯡ ꯑꯃꯁꯨꯡ ꯏꯟꯇꯔꯦꯁꯀꯤ ꯆꯥꯡ ꯋꯥꯡꯅꯥ ꯌꯥꯎꯏ, ꯃꯔꯨꯑꯣꯏꯅꯥ ꯀꯔꯤꯒꯨꯝꯕꯥ ꯀꯥꯔꯗ ꯍꯣꯜꯗꯔ ꯑꯗꯨꯅꯥ ꯊꯥꯒꯤ ꯑꯣꯏꯕꯥ ꯕꯦꯂꯦꯟ ꯑꯗꯨ ꯃꯄꯨꯡꯐꯥꯅꯥ ꯄꯤꯕꯥ ꯉꯝꯗ꯭ꯔꯕꯗꯤ꯫ ꯂꯣꯏꯁꯤꯜꯂꯛꯄꯗꯥ, ꯗꯦꯕꯤꯠ ꯀꯥꯔꯗ ꯑꯃꯁꯨꯡ ꯀ꯭ꯔꯦꯗꯤꯠ ꯀꯥꯔꯗꯀꯤ ꯃꯔꯛꯇꯥ ꯂꯩꯕꯥ ꯃꯔꯨꯑꯣꯏꯕꯥ ꯈꯦꯠꯅꯕꯥ ꯑꯁꯤꯗꯤ ꯗꯦꯕꯤꯠ ꯀꯥꯔꯗ ꯑꯃꯅꯥ ꯃꯍꯥꯛꯅꯥ ꯍꯥꯟꯅꯅꯥ ꯂꯩꯔꯕꯥ ꯁꯦꯅꯐꯝ ꯑꯗꯨ ꯁꯤꯖꯤꯟꯅꯕꯥ ꯌꯥꯏꯅꯕꯅꯤ, ꯑꯗꯨꯒꯥ ꯀ꯭ꯔꯦꯗꯤꯠ ꯀꯥꯔꯗ ꯑꯃꯅꯥ ꯅꯍꯥꯛꯅꯥ ꯁꯦꯜ ꯊꯥꯗꯅꯕꯥ ꯁꯦꯜ ꯂꯧꯊꯣꯛꯄ ꯌꯥꯍꯟꯕꯅꯤ꯫ ꯑꯅꯤꯁꯤꯒꯤ ꯃꯔꯛꯇꯥ ꯈꯦꯅꯕꯁꯤ ꯑꯔꯣꯏꯕꯗꯥ ꯃꯤꯑꯣꯏ ꯑꯗꯨ ꯑꯃꯁꯨꯡ ꯃꯈꯣꯏꯒꯤ ꯁꯤꯖꯤꯟꯅꯕꯒꯤ ꯍꯩꯅꯕꯤꯒꯤ ꯃꯈꯥ ꯄꯣꯜꯂꯤ꯫।